ꯃꯍꯩꯔꯣꯏ ꯑꯃ ꯑꯣꯏꯅ ꯑꯗꯣꯝꯒꯤ ꯄꯥꯡꯒꯜ ꯑꯃꯁꯨꯡ ꯑꯋꯥꯠꯄ ꯑꯗꯨ ꯀꯔꯤꯅꯣ, ꯑꯃꯁꯨꯡ ꯃꯗꯨꯕꯨ ꯑꯗꯣꯝꯒꯤ ꯂꯥꯏꯔꯤꯛ ꯇꯝꯕꯗ ꯀꯔꯝꯅ ꯊꯦꯡꯅꯒꯅꯤ? ꯑꯗꯣꯝꯅ ꯀꯔꯤ ꯑꯦꯛꯁꯇ꯭ꯔꯥꯀꯔꯤꯀꯨꯂꯔ ꯑꯦꯛꯇꯤꯕꯤꯇꯤꯁꯤꯡꯗ ꯁꯔꯨꯛ ꯌꯥꯔꯤꯕꯒꯦ, ꯑꯃꯁꯨꯡ ꯃꯈꯣꯏꯗꯒꯤ ꯑꯗꯣꯝꯅ ꯀꯔꯤ ꯇꯝꯈꯤꯕꯒꯦ? ꯁ꯭ꯀꯨꯜ, ꯃꯔꯨꯞ-ꯃꯄꯥꯡ, ꯏꯃꯨꯡ-ꯃꯅꯨꯡ ꯑꯃꯁꯨꯡ ꯍꯕꯤꯁꯤꯡꯒꯤ ꯃꯔꯛꯇ ꯕꯦꯂꯦꯟꯁ ꯂꯩꯍꯟꯅꯕ ꯅꯍꯥꯛꯀꯤ ꯃꯇꯝ ꯑꯗꯨ ꯀꯔꯝꯅ ꯏꯐꯦꯛꯇꯤꯕ ꯑꯣꯏꯅ ꯁꯤꯖꯤꯟꯅꯒꯅꯤ? ꯍꯥꯏꯁꯀꯨꯜ ꯇꯝꯂꯕ ꯃꯇꯨꯡꯗ ꯅꯍꯥꯛꯀꯤ ꯇꯨꯡꯒꯤ ꯄꯥꯟꯗꯝꯁꯤꯡ ꯅꯠꯇ꯭ꯔꯒ ꯑꯄꯥꯝꯕꯁꯤꯡ ꯑꯗꯨ ꯀꯔꯤꯅꯣ? ꯑꯐꯕ ꯁꯣꯐꯋꯥꯌꯔ ꯏꯟꯖꯤꯅꯤꯌꯔ ꯑꯃꯅ ꯂꯩꯒꯗꯕ ꯁ꯭ꯀꯤꯜ ꯃꯉꯥ ꯂꯤꯁ꯭ꯠ ꯇꯧ꯫ ꯑꯐꯕ ꯁꯣꯐꯋꯥꯌꯔ ꯏꯟꯖꯤꯅꯤꯌꯔ ꯑꯃꯅ ꯃꯈꯥꯗ ꯄꯤꯔꯤꯕ ꯁ꯭ꯀꯤꯜꯁꯤꯡ ꯑꯁꯤ ꯂꯩꯒꯗꯕꯅꯤ: ꯑꯆꯦꯠꯄ ꯑꯦꯅꯥꯂꯥꯏꯇꯤꯀꯦꯜ ꯑꯃꯁꯨꯡ ꯄ꯭ꯔꯣꯕ꯭ꯂꯦꯝ-ꯁꯣꯜꯌꯨꯁꯟ ꯁ꯭ꯀꯜꯁꯤꯡ: ꯃꯈꯣꯏꯅ ꯀꯝꯄ꯭ꯂꯦꯛꯁ ꯄ꯭ꯔꯣꯕ꯭ꯂꯦꯝꯁꯤꯡꯕꯨ ꯁꯤꯁ꯭ꯇꯦꯃꯦꯇꯤꯛ ꯑꯣꯏꯅ ꯑꯦꯄ꯭ꯔꯣꯆ ꯇꯧꯕ ꯉꯝꯒꯗꯕꯅꯤ, ꯃꯈꯣꯏꯕꯨ ꯑꯄꯤꯛꯄ ꯀꯝꯄꯣꯅꯦꯟꯁꯤꯡꯗ ꯈꯥꯏꯗꯣꯛꯄ ꯉꯝꯒꯗꯕꯅꯤ ꯑꯃꯁꯨꯡ ꯏꯐꯦꯛꯇꯤꯚ ꯑꯣꯏꯕ ꯁꯣꯂ꯭ꯌꯨꯁꯟꯁꯤꯡ ꯁꯦꯝꯒꯠꯄ ꯉꯝꯒꯗꯕꯅꯤ꯫ ꯀꯣꯗꯤꯡ ꯑꯃꯁꯨꯡ ꯃꯔꯤ ꯂꯩꯅꯕ ꯇꯦꯛꯅꯣꯂꯣꯖꯤꯁꯤꯡꯗ ꯍꯩꯊꯣꯏ-ꯁꯤꯡꯊꯣꯏꯕ: ꯁꯣꯐꯋꯦꯌꯔ ꯏꯟꯖꯤꯅꯤꯌꯔꯁꯤꯡꯅ ꯃꯈꯣꯏꯒꯤ ꯂꯝꯒ ꯃꯔꯤ ꯂꯩꯅꯕ ꯀꯣꯗꯤꯡ ꯂꯣꯜꯁꯤꯡ ꯑꯃꯁꯨꯡ ꯇꯦꯛꯅꯣꯂꯣꯖꯤꯁꯤꯡꯒꯤ ꯃꯇꯥꯡꯗ ꯑꯆꯦꯠꯄ ꯋꯥꯈꯜꯂꯣꯟ ꯑꯃ ꯂꯩꯒꯗꯕꯅꯤ, ꯑꯃꯁꯨꯡ ꯃꯈꯣꯏꯒꯤ ꯂꯧꯁꯤꯡ ꯑꯗꯨ ꯗꯤꯕꯦꯂꯄꯃꯦꯟ ꯄ꯭ꯔꯣꯖꯦꯛꯁꯤꯡꯗ ꯁꯤꯖꯤꯟꯅꯕ ꯉꯝꯒꯗꯕꯅꯤ꯫ ꯑꯐꯕ ꯀꯝꯃ꯭ꯌꯨꯅꯤꯀꯦꯁꯟ ꯑꯃꯁꯨꯡ ꯀꯣꯂꯥꯕꯣꯔꯦꯁꯟ ꯁ꯭ꯀꯤꯜꯁꯤꯡ: ꯁꯣꯐꯋꯥꯌꯔ ꯗꯤꯚꯦꯂꯄꯃꯦꯟ ꯑꯁꯤ ꯑꯌꯥꯝꯕꯅ ꯇꯤꯝꯒꯤ ꯑꯦꯟꯚꯥꯏꯔꯟꯃꯦꯟ ꯑꯃꯗ ꯊꯕꯛ ꯇꯧꯕ ꯌꯥꯎꯏ, ꯃꯔꯝ ꯑꯗꯨꯅ ꯏꯟꯖꯤꯅꯤꯌꯔꯁꯤꯡꯅ ꯀꯣꯂꯤꯛꯁꯤꯡ ꯑꯃꯁꯨꯡ ꯁ꯭ꯇꯦꯛꯍꯣꯜꯗꯔꯁꯤꯡꯒ ꯏꯐꯦꯛꯇꯤꯕ ꯑꯣꯏꯅ ꯄꯥꯎ ꯐꯥꯎꯅꯕ, ꯑꯃꯁꯨꯡ ꯑꯇꯣꯞꯄ ꯇꯤꯝ ꯃꯦꯝꯕꯔꯁꯤꯡꯒ ꯃꯈꯣꯏꯒꯤ ꯍꯣꯠꯅꯔꯤꯕꯁꯤꯡ ꯑꯗꯨ ꯀꯣꯑꯣꯔꯗꯤꯅꯦꯠ ꯇꯧꯕ ꯑꯁꯤ ꯌꯥꯝꯅ ꯃꯔꯨꯑꯣꯏ꯫ ꯑꯀꯨꯞꯄ ꯃꯔꯣꯜꯗ ꯄꯨꯛꯅꯤꯡ ꯆꯪꯕ: ꯀꯣꯗꯇ ꯈ꯭ꯋꯥꯏꯗꯒꯤ ꯅꯦꯝꯕ ꯑꯁꯣꯏꯕ ꯑꯃꯅ ꯄ꯭ꯔꯣꯒ꯭ꯔꯥꯝ ꯑꯃꯅ ꯀꯔꯝꯅ ꯊꯕꯛ ꯇꯧꯕꯒꯦ ꯍꯥꯏꯕꯗꯨꯕꯨ ꯃꯔꯨꯑꯣꯏꯕ ꯁꯥꯐꯨ ꯑꯃ ꯄꯤꯕ ꯌꯥꯏ, ꯃꯔꯝ ꯑꯗꯨꯅ ꯁꯣꯐꯋꯦꯌꯔ ꯏꯟꯖꯤꯅꯤꯌꯔꯁꯤꯡꯅ ꯑꯀꯛꯅꯕ ꯃꯑꯣꯡꯗ ꯊꯕꯛ ꯇꯧꯕ ꯑꯃꯁꯨꯡ ꯑꯀꯨꯞꯄ ꯃꯔꯣꯜꯁꯤꯡꯗ ꯃꯤꯠꯌꯦꯡ ꯊꯝꯕ ꯑꯁꯤ ꯌꯥꯝꯅ ꯃꯔꯨꯑꯣꯏ꯫ ꯑꯦꯗꯥꯞꯇꯦꯕꯤꯂꯤꯇꯤ ꯑꯃꯁꯨꯡ ꯇꯝꯕ ꯌꯥꯕ: ꯇꯦꯛꯅꯣꯂꯣꯖꯤ ꯑꯃꯁꯨꯡ ꯗꯤꯕꯦꯂꯄꯃꯦꯟꯠ ꯃꯦꯊꯣꯗꯣꯂꯣꯖꯤꯁꯤꯡ ꯑꯁꯤ ꯂꯦꯞꯇꯅ ꯍꯦꯟꯒꯠꯂꯛꯂꯤ, ꯑꯃꯁꯨꯡ ꯑꯐꯕ ꯁꯣꯐꯋꯦꯌꯔ ꯏꯟꯖꯤꯅꯤꯌꯔ ꯑꯃꯅ ꯑꯅꯧꯕ ꯈꯨꯠꯂꯥꯏꯁꯤꯡ ꯑꯃꯁꯨꯡ ꯇꯦꯛꯅꯤꯛꯁꯤꯡꯒ ꯆꯨꯁꯤꯟꯅꯍꯟꯕ ꯉꯝꯒꯗꯕꯅꯤ, ꯑꯃꯁꯨꯡ ꯃꯈꯣꯏꯒꯤ ꯍꯩꯁꯤꯡꯕ ꯑꯃꯁꯨꯡ ꯂꯧꯁꯤꯡ ꯂꯦꯞꯇꯅ ꯑꯄꯗꯦꯠ ꯇꯧꯕ ꯉꯝꯒꯗꯕꯅꯤ꯫ ꯑꯗꯣꯝꯅ ꯃꯃꯤꯡ ꯂꯩꯔꯕ ꯑꯥꯔꯇꯤꯁꯠ ꯑꯃꯒꯤ ꯃꯔꯝꯗ ꯋꯤꯀꯤꯄꯤꯗꯤꯌꯥꯒꯤ ꯑꯥꯔꯇꯤꯀꯜ ꯑꯃ ꯄꯤꯔꯤ꯫ ꯑꯥꯔꯇꯤꯁ꯭ꯠꯀꯤꯗꯃꯛꯇ ꯑꯄꯤꯛꯄ ꯕꯥꯏꯑꯣꯒ꯭ꯔꯥꯐꯤ ꯑꯃ ꯑꯥꯎꯠꯄꯨꯠ ꯇꯧꯕꯤꯌꯨ, ꯃꯁꯤꯗ ꯆꯥꯎꯔꯥꯛꯅ ꯋꯥꯍꯩ ꯆꯥꯝꯃ ꯌꯥꯎꯔꯤ꯫ ꯀ꯭ꯌꯨꯕꯤꯁ꯭ꯠ ꯄꯦꯟꯇ꯭ꯔꯤ ꯖꯣꯔꯖ ꯕ꯭ꯔꯦꯛ ꯑꯁꯤ ꯐ꯭ꯔꯥꯟꯁꯀꯤ ꯄꯦꯔꯤꯁꯀꯤ ꯑꯋꯥꯡ ꯅꯣꯡꯄꯣꯛ ꯊꯪꯕ ꯁꯔꯨꯛꯇ ꯂꯩꯕ ꯀꯝꯃ꯭ꯌꯨꯅꯤꯇꯤ ꯑꯃ ꯑꯣꯏꯔꯤꯕ ꯑꯥꯔꯖꯦꯟꯇꯤꯅꯥꯎꯏꯜꯗ ꯂꯤꯁꯤꯡꯑꯃ ꯆꯥꯅꯤꯄꯥꯜ ꯃꯔꯤꯐꯨꯅꯤꯊꯣꯏ ꯒꯤ ꯃꯦ ꯇꯔꯥꯍꯨꯝꯗꯣꯏ, ꯗꯥ ꯄꯣꯛꯈꯤ꯫ ꯃꯍꯥꯛ ꯂꯦ ꯍꯥꯚꯔꯗ ꯆꯥꯎꯔꯛꯈꯤ ꯑꯃꯁꯨꯡ ꯃꯍꯥꯛꯀꯤ ꯃꯄꯥ ꯑꯃꯁꯨꯡ ꯃꯄꯥꯒꯨꯝꯅ ꯌꯨꯝ ꯁꯥꯕ ꯑꯃꯁꯨꯡ ꯁꯦꯝꯖꯤꯟ ꯁꯥꯖꯤꯟꯕꯒꯤ ꯇ꯭ꯔꯦꯅꯤꯡ ꯂꯧꯈꯤ꯫ ꯃꯍꯥꯛꯀꯤ ꯑꯍꯥꯟꯕ ꯑꯦꯛꯖꯤꯕꯤꯁꯟ ꯑꯁꯤ ꯂꯤꯁꯤꯡꯑꯃ ꯆꯝꯃꯥꯄꯜ ꯑꯃ ꯗ ꯑꯣꯏꯈꯤ, ꯃꯇꯨꯡꯗ ꯕ꯭ꯔꯦꯛꯅ ꯂꯤꯁꯤꯡꯑꯃ ꯆꯝꯃꯥꯄꯜ ꯃꯉꯥ ꯗ ꯄꯦꯔꯤꯁꯇ ꯆꯠꯈꯤ ꯑꯃꯁꯨꯡ ꯑꯦꯀꯥꯗꯦꯃꯤ ꯍꯝꯕꯔꯠꯇ ꯑꯥꯔꯠ ꯇꯝꯈꯤ, ꯑꯃꯁꯨꯡ ꯃꯗꯨꯒꯤ ꯃꯇꯨꯡꯗ ꯃꯍꯥꯛꯀꯤ ꯑꯥꯔꯇꯤꯁꯠ ꯃꯔꯨꯞ ꯈꯔꯒ ꯂꯣꯌꯅꯅ ꯗꯦꯎꯚꯤꯜꯗ ꯂꯩꯈꯤ꯫ ꯃꯇꯝ ꯑꯁꯤꯒꯤ ꯃꯅꯨꯡꯗ ꯃꯍꯥꯛ ꯍꯦꯅꯔꯤ ꯃꯥꯇꯤꯁꯀ ꯎꯅꯈꯤ, ꯃꯈꯣꯏꯅ ꯑꯃꯒ ꯑꯃꯒ ꯊꯕꯛ ꯇꯧꯃꯤꯟꯅꯕ ꯍꯧꯈꯤ꯫ ꯑꯃꯁꯨꯡ ꯑꯔꯣꯏꯕꯗ ꯃꯍꯥꯛꯀꯤ ꯑꯈꯟꯅꯕ ꯀ꯭ꯌꯨꯕꯤꯁꯠ ꯁ꯭ꯇꯥꯏꯜꯒꯤꯗꯃꯛ ꯃꯃꯤꯡ ꯆꯠꯈꯤ꯫